ꯀꯇꯦꯔꯤꯅꯥ ꯕꯤꯂꯣꯀꯨꯔ ꯑꯁꯤ ꯌꯨꯀ꯭ꯔꯦꯟꯒꯤ ꯈꯨꯟꯅꯨꯡ ꯆꯠꯅꯂꯣꯟꯒꯤ ꯁꯤꯟꯂꯣꯢ ꯑꯃꯅꯤ꯫ ꯃꯍꯥꯛ ꯄꯣꯜꯇꯥꯚ ꯒꯣꯚꯔꯅꯔꯦꯠ ꯃꯐꯝꯗ ꯄꯣꯛꯈꯤ꯫ ꯃꯍꯥꯛꯀꯤ ꯃꯄꯣꯛ ꯅꯨꯃꯤꯠ ꯆꯞ ꯆꯥꯕꯗꯤ ꯈꯪꯗ꯭ꯔꯤ ꯑꯗꯨꯕꯨ ꯃꯌꯥꯝꯅ ꯗꯤꯁꯦꯝꯕꯔ ꯇꯥꯔꯦꯠꯅꯤ ꯍꯥꯢꯅ ꯂꯦꯞꯅꯩ꯫ ꯏꯪ ꯂꯤꯁꯤꯡ ꯑꯃꯒ ꯆꯃꯥꯄꯟ ꯀꯨꯟꯊ꯭ꯔꯥꯒꯤ ꯑꯃꯗꯤ ꯏꯪ ꯂꯤꯁꯤꯡ ꯑꯃꯒ ꯆꯃꯥꯄꯟ ꯅꯤꯐꯨ ꯒꯤ ꯃꯇꯨꯡꯒꯤ ꯆꯍꯤ ꯇꯔꯥ ꯑꯗꯨꯋꯥꯢꯗ ꯃꯍꯥꯛꯀꯤ ꯊꯕꯛ ꯊꯧꯔꯝꯁꯤꯡꯁꯤ ꯁꯛꯈꯪꯕꯤꯕ ꯍꯧꯔꯛꯈꯤ꯫ ꯃꯍꯥꯛ ꯃꯤꯡꯊꯣꯟꯈꯤ꯫ ꯃꯍꯥꯛꯀꯤ ꯊꯕꯛ ꯊꯧꯔꯝꯁꯤꯡꯁꯤ ꯄꯦꯕ꯭ꯂꯣ ꯄꯤꯀꯥꯁꯣꯅ ꯄꯦꯔꯤꯁꯇ ꯎꯈꯤ ꯍꯥꯢꯅ ꯂꯧꯅꯩ꯫ ꯃꯗꯨꯗ ꯄꯦꯕ꯭ꯂꯣ ꯄꯤꯀꯥꯁꯣꯅ ꯑꯁꯨꯝꯅ ꯍꯥꯢꯈꯤ, ꯀꯔꯤꯒꯨꯝꯕ ꯑꯩꯈꯣꯢꯅ ꯑꯁꯤꯒꯨꯝꯕ ꯊꯥꯛꯀꯤ ꯁꯤꯟꯂꯣꯢ ꯑꯃ ꯂꯩꯔꯕꯗꯤ, ꯑꯩꯈꯣꯢꯅ ꯃꯥꯂꯦꯝ ꯄꯨꯝꯕꯗ ꯃꯍꯥꯛꯀꯤ ꯃꯔꯝꯗ ꯋꯥꯔꯤ ꯂꯤꯅꯍꯧꯅꯍꯟꯕ ꯉꯝꯒꯅꯤ꯫ ꯄꯨꯟꯁꯤ ꯋꯥꯔꯤ ꯃꯍꯥꯛꯁꯤ ꯀꯨꯟ-ꯃꯔꯤ ꯅꯣꯚꯦꯝꯕꯔ (ꯅꯠꯇ꯭ꯔꯒ ꯗꯤꯁꯦꯝꯕꯔ ꯇꯔꯦꯠ) ꯆꯍꯤꯗ ꯕꯣꯒꯗꯥꯅꯤꯚꯀꯥ ꯈꯨꯜꯗ ꯄꯣꯛꯈꯤ꯫ ꯆꯍꯤ ꯇꯔꯨꯛ - ꯇꯔꯦꯠ ꯁꯨꯔꯛꯄ ꯃꯇꯝꯗ ꯀꯇꯦꯔꯤꯅꯥ ꯏꯕ ꯄꯥꯕ ꯍꯩꯈꯤ꯫ ꯃꯍꯥꯛꯀꯤ ꯏꯃꯨꯡꯅ ꯃꯍꯥꯛꯄꯨ ꯃꯍꯩ ꯇꯝꯐꯝꯗ ꯊꯥꯕꯤꯈꯤꯗꯦ꯫ ꯃꯁꯤꯒꯤ ꯃꯔꯝꯗꯤ ꯃꯍꯥꯛꯀꯤ ꯈꯣꯡꯎꯞ ꯑꯃꯗꯤ ꯃꯐꯤ ꯃꯔꯣꯟ ꯂꯩꯅꯕ ꯁꯦꯜꯗꯨ ꯇꯨꯡꯁꯤꯜꯍꯧꯕꯅ ꯍꯦꯟꯅ ꯐꯩ ꯈꯟꯕꯒꯤꯅꯤ꯫ ꯃꯍꯥꯛꯀꯤ ꯌꯥꯝ ꯑꯉꯥꯡ ꯑꯣꯢꯔꯤꯉꯩꯗꯒꯤ ꯂꯥꯢ ꯌꯦꯛꯄ ꯌꯥꯝꯅ ꯄꯥꯝꯖꯔꯛꯏ ꯑꯃꯗꯤ ꯌꯦꯛꯂꯛꯏ꯫ ꯃꯁꯤꯗ ꯃꯍꯥꯛꯀꯤ ꯃꯃꯥ ꯃꯄꯥꯅꯗꯤ ꯌꯥꯅꯤꯡꯗꯦ, ꯌꯥꯔꯤꯕꯃꯈꯩ ꯇꯧꯍꯟꯗꯅꯕ ꯍꯣꯠꯅꯈꯤ꯫ ꯑꯗꯨꯕꯨ ꯀꯇꯦꯔꯤꯅꯥꯅ ꯂꯣꯟꯅ ꯂꯣꯟꯅ ꯂꯥꯢ ꯌꯦꯛꯄ ꯑꯗꯨꯝ ꯇꯧꯔꯝꯃꯤ꯫ ꯃꯁꯤꯗ ꯑꯃꯟꯕ ꯆꯦꯊꯤ ꯆꯦꯈꯨꯝ, ꯐꯤꯖꯦꯠ ꯐꯤꯒꯥꯢ ꯑꯃꯗꯤ ꯀꯣꯢꯂꯥ ꯃꯩꯇꯥꯟꯅꯆꯤꯡꯕ ꯁꯤꯖꯤꯟꯅꯔꯝꯃꯤ꯫ "ꯑꯩꯅ ꯏꯃꯥꯒꯤ ꯑꯐꯕ ꯐꯤꯒꯤ ꯐꯤꯖꯦꯠ ꯃꯆꯦꯠ ꯑꯃ ꯍꯨꯔꯥꯜꯂꯤ ꯑꯗꯨꯒ ꯀꯣꯢꯂꯥ ꯃꯩꯇꯥꯟ ꯈꯔ ꯂꯧꯊꯣꯛꯏꯑꯩꯅ ꯐꯤꯖꯦꯠꯀꯤ ꯅꯥꯀꯜꯗ ꯀꯔꯤꯒꯨꯝꯕ ꯈꯔ ꯌꯦꯛꯏ, ꯑꯗꯨꯒ ꯑꯩꯅ ꯌꯦꯛꯆꯕꯗꯨ ꯌꯦꯡꯂꯒ ꯅꯨꯡꯉꯥꯢꯖꯩ꯫ ꯑꯗꯨꯒ ꯑꯩꯅ ꯑꯃꯨꯛ ꯐꯤꯖꯦꯠ ꯃꯆꯦꯠ ꯑꯗꯨꯒꯤ ꯅꯥꯀꯜ ꯑꯃꯗ ꯑꯃꯨꯛ ꯀꯔꯤꯒꯨꯝꯕ ꯈꯔ ꯑꯃꯨꯛ ꯌꯦꯛꯏ꯫ ꯃꯁꯤꯗꯗꯤ ꯑꯩꯅ ꯍꯥꯟꯅꯒꯤ ꯌꯦꯛꯈꯤꯕꯗꯨ ꯑꯃꯨꯛ ꯌꯦꯛꯇ꯭ꯔꯦ꯫ ꯑꯗꯨꯒꯤ ꯃꯍꯨꯠꯇ ꯑꯅꯧꯕ ꯎꯆꯦꯛ ꯑꯩꯅ ꯈꯟꯖꯕ ꯈꯔ ꯑꯣꯢꯅ ꯌꯦꯛꯏ꯫ ꯑꯩꯅ ꯌꯦꯛꯆꯕꯗꯨ ꯌꯦꯡꯂꯒ ꯑꯃꯨꯛ ꯅꯨꯡꯉꯥꯢꯖꯩ꯫ ꯑꯩꯒꯤ ꯏꯃꯥ ꯏꯄꯥꯅ ꯃꯁꯤ ꯈꯪꯂꯛꯄ ꯃꯤꯠꯀꯨꯞꯇ ꯃꯗꯨ ꯄꯨꯝꯅꯃꯛ ꯁꯦꯒꯥꯢꯗꯨꯅ ꯃꯩꯗ ꯂꯪꯁꯤꯜꯂꯤ꯫ ꯏꯃꯥ ꯏꯄꯥꯅ ꯑꯩꯕꯨ ꯑꯉꯥꯎꯕꯤꯒꯨꯝ ꯌꯥꯝ ꯆꯩ ꯉꯥꯡ ꯇꯧꯏ꯫ꯑꯗꯨꯕꯨ ꯑꯩꯗꯤ ꯑꯩꯅ ꯆꯠꯂꯨ ꯆꯠꯂꯨ ꯃꯐꯝꯗ ꯑꯩꯅ ꯑꯄꯥꯝ ꯑꯄꯥꯝꯕꯗꯨ ꯉꯥꯛꯇ ꯇꯧꯔꯛꯈꯤ꯫ ꯑꯩꯒꯤ ꯋꯥꯈꯜ ꯃꯅꯨꯡꯗ ꯂꯩꯕ ꯃꯃꯤ ꯑꯃ ꯑꯩꯅ ꯌꯦꯛꯊꯣꯛꯄꯁꯤꯅꯤ ꯑꯩꯅ ꯇꯧꯕꯗꯤ꯫ ꯑꯩ ꯃꯍꯧꯁꯥꯅ ꯇꯥꯊꯤ ꯇꯥꯋꯣꯢꯅ ꯇꯧꯕꯤ꯫ ꯍꯥꯢꯕꯗꯤ ꯑꯩꯅ ꯃꯍꯧꯁꯥꯒꯤ ꯁꯦꯡꯂꯕ ꯂꯥꯢꯌꯦꯛꯇ ꯀꯥ ꯍꯦꯟꯅ ꯄꯥꯝꯖꯔꯨꯕ ꯅꯨꯡꯁꯤꯖꯔꯨꯕ ꯑꯁꯤꯅꯤ꯫ ꯑꯗꯨꯒ ꯑꯃꯨꯛꯁꯨ ꯑꯩꯅ ꯄꯥꯝꯖꯔꯨꯕꯗꯒꯤ ꯑꯩꯒꯤ ꯍꯩꯊꯣꯢ ꯁꯤꯡꯊꯣꯢꯕ ꯁꯤꯖꯤꯟꯅꯗꯨꯅ ꯁꯦꯝꯒꯠꯆꯔꯨꯕ ꯄꯨꯝꯅꯃꯛ ꯑꯃꯨꯛ ꯃꯨꯟꯕꯤꯈꯤꯕ ꯑꯁꯤꯅꯤ"꯫ ꯃꯍꯥꯛ ꯃꯍꯥꯛꯀꯤ ꯌꯨꯝꯊꯪꯅꯕ ꯑꯃꯗꯤ ꯑꯔꯥꯞꯄ ꯃꯔꯤ ꯃꯇꯥ ꯑꯃꯁꯨ ꯑꯣꯢꯔꯤꯕ ꯅꯤꯀꯤꯇꯥ ꯇꯣꯟꯀꯣꯅꯣꯒꯅ ꯁꯤꯟꯕꯤꯕ ꯈꯨꯜꯒꯤ ꯂꯩꯀꯥꯢꯒꯤ ꯀꯨꯝꯍꯩ ꯇꯧꯕꯒꯤ ꯂꯨꯞꯀꯤ ꯂꯥꯢꯌꯦꯛ ꯌꯦꯛꯄ ꯌꯥꯎꯏ꯫ ꯀꯣꯟꯅ ꯀꯇꯦꯔꯤꯅꯥ ꯑꯁꯤꯒꯨꯝꯕꯁꯤꯡꯁꯤ ꯑꯆꯧꯕ ꯐꯝꯄꯥꯛꯇ ꯊꯣꯛꯇꯨꯅ ꯑꯃꯨꯛ ꯁꯔꯨꯛ ꯌꯥꯔꯛꯈꯤ꯫ ꯆꯍꯤꯗ ꯀꯇꯦꯔꯤꯅꯥ ꯃꯤꯔꯒꯣꯔꯣꯗ ꯁꯦꯔꯥꯃꯤꯛ ꯁꯤꯟꯂꯣꯟ ꯃꯍꯩ ꯇꯝꯐꯝꯗ ꯃꯍꯩ ꯇꯝꯈꯤ꯫ ꯃꯍꯥꯛꯀꯤ ꯃꯤꯔꯒꯣꯔꯣꯗꯀꯤ ꯈꯣꯡꯆꯠꯇꯨ ꯑꯉꯛꯄ ꯑꯣꯢꯈꯤ꯫ ꯃꯍꯥꯛꯀꯤ ꯂꯥꯢꯌꯦꯛ ꯑꯅꯤ ꯂꯩ, ꯑꯇꯣꯞꯄꯒꯤ ꯃꯇꯧ ꯇꯝꯂꯒ ꯌꯦꯛꯄ ꯂꯥꯢꯌꯦꯛ ꯑꯃ ꯑꯗꯨꯒ ꯃꯍꯥꯛꯀꯤ ꯄꯨꯄꯨꯒꯤ ꯌꯨꯝꯒꯤ ꯂꯥꯢꯌꯦꯛ ꯑꯃ꯫ ꯑꯅꯤꯃꯛ ꯑꯆꯝꯕ ꯆꯦꯗ ꯌꯦꯛꯈꯤꯕ ꯉꯥꯛꯇꯅꯤ꯫ ꯑꯗꯨꯕꯨ ꯃꯍꯥꯛꯁꯤ ꯑꯉꯥꯡ ꯇꯥꯛꯄꯤ ꯇꯝꯕꯤꯕꯒꯤ ꯃꯍꯩ ꯇꯝꯐꯝꯗ ꯊꯕꯛ ꯆꯪꯕ ꯐꯪꯈꯤꯗꯦ꯫ ꯃꯁꯤꯒꯤ ꯃꯔꯝꯗꯤ ꯃꯍꯥꯛ ꯃꯍꯥꯛꯀꯤ ꯃꯃꯥꯡꯒꯤ ꯃꯍꯩ ꯇꯝꯐꯝꯗꯒꯤ ꯆꯍꯤ ꯇꯔꯦꯠ ꯂꯥꯢꯔꯤꯛ ꯇꯝꯂꯛꯄꯒꯤ ꯆꯦ ꯆꯥꯡ ꯂꯩꯈꯤꯗꯕꯒꯤꯅꯤ꯫ ꯑꯗꯨꯅ ꯃꯍꯥꯛ ꯃꯌꯨꯝꯗ ꯃꯈꯣꯡꯅ ꯍꯜꯂꯛꯈꯤ꯫ ꯀꯔꯤꯒꯨꯝꯕ ꯈꯔ ꯌꯦꯛꯅꯤꯡꯕꯒꯤ ꯑꯄꯥꯝꯕꯗꯨꯗꯤ ꯃꯉꯣꯟꯗ ꯑꯗꯨꯝ ꯂꯩꯈꯤ꯫ ꯀꯣꯟꯅ ꯃꯍꯥꯛꯅ ꯃꯇꯩ ꯃꯅꯥꯎ ꯑꯣꯖꯥ ꯑꯅꯤꯅ ꯗ꯭ꯔꯥꯃꯥ ꯇꯝꯕꯤꯕꯗ ꯌꯥꯎꯈꯤ꯫ ꯃꯍꯥꯛꯀꯤ ꯃꯃꯥ ꯃꯄꯥꯅ ꯗ꯭ꯔꯥꯃꯥ ꯇꯝꯕ ꯌꯥꯔꯛꯈꯤ꯫ ꯑꯗꯨꯕꯨ ꯃꯍꯥꯛ ꯗ꯭ꯔꯥꯃꯥ ꯇꯝꯕ ꯌꯥꯎꯔꯕꯁꯨ ꯏꯃꯨꯡꯒꯤ ꯊꯕꯛ ꯏꯟꯈꯥꯡ ꯇꯧꯕꯗ ꯑꯌꯦꯠ ꯑꯄꯟ ꯂꯩꯍꯟꯕꯗꯤ ꯌꯥꯍꯟꯈꯤꯗꯦ꯫